ꯇꯦꯛꯁ ꯑꯃꯗ ꯄ꯭ꯂꯥꯖꯤꯌꯔꯤꯖꯝ ꯑꯁꯤ ꯇꯣꯉꯥꯟ-ꯇꯣꯉꯥꯟꯕ ꯃꯦꯊꯗꯁꯤꯡ ꯁꯤꯖꯤꯟꯅꯗꯨꯅ ꯈꯪꯗꯣꯛꯄ ꯌꯥꯏ꯫ ꯃꯐꯝ ꯑꯁꯤꯗ ꯁ꯭ꯀꯣꯂꯥꯔꯁꯤꯞ ꯑꯃꯁꯨꯡ ꯑꯦꯀꯥꯗꯦꯃꯤꯛ ꯑꯣꯏꯕ ꯑꯏꯕꯗ ꯄ꯭ꯂꯥꯖꯤꯌꯔꯤꯖꯝ ꯈꯪꯗꯣꯛꯄꯗ ꯏꯐꯦꯛꯇꯤꯕ ꯑꯣꯏꯕ ꯌꯥꯕ ꯑꯦꯄ꯭ꯔꯣꯆ ꯑꯃ ꯌꯥꯎꯔꯤ꯫ ꯇꯦꯛꯁ ꯑꯗꯨ ꯁꯦꯒꯃꯦꯟꯇꯁꯤꯡꯗ ꯈꯥꯏꯗꯣꯛꯄ: ꯄꯤꯔꯤꯕ ꯇꯦꯛꯁ ꯑꯗꯨ ꯃꯍꯧꯁꯥꯅ ꯁꯦꯟꯁꯟ ꯅꯠꯇ꯭ꯔꯒ ꯄꯦꯔꯥꯒ꯭ꯔꯥꯐꯁꯤꯡꯅ ꯁꯦꯝꯕ ꯑꯄꯤꯛꯄ ꯁꯦꯒꯃꯦꯟꯇꯁꯤꯡꯗ ꯈꯥꯏꯗꯣꯛꯄ꯫ ꯄ꯭ꯂꯥꯖꯤꯌꯔꯤꯖꯝ ꯗꯤꯇꯦꯛꯇꯦꯁꯟ ꯁꯣꯐꯇꯋꯥꯌꯔ ꯁꯤꯖꯤꯟꯅꯧ: ꯄ꯭ꯂꯥꯖꯤꯌꯔꯤꯖꯝꯒꯤ ꯑꯣꯏꯊꯣꯛꯄ ꯌꯥꯕ ꯁꯣꯔꯁꯁꯤꯡ ꯈꯪꯗꯣꯛꯅꯕ ꯑꯣꯟꯂꯥꯏꯟ ꯗꯦꯇꯥꯕꯦꯖꯁꯤꯡ, ꯂꯥꯏꯔꯤꯛꯁꯤꯡ ꯑꯃꯁꯨꯡ ꯑꯇꯩ ꯄꯕ꯭ꯂꯤꯀꯦꯁꯟꯁꯤꯡ ꯁ꯭ꯀꯦꯟ ꯇꯧꯕ ꯌꯥꯕ ꯄ꯭ꯂꯥꯖꯤꯌꯔꯤꯖꯝ ꯗꯤꯇꯦꯛꯁꯟ ꯁꯣꯐꯇꯋꯥꯌꯔ ꯀꯌꯥ ꯂꯩ꯫ ꯁꯣꯐ꯭ꯇꯋꯦꯌꯔ ꯑꯁꯤꯅ ꯃꯦꯆꯁꯤꯡ ꯊꯤꯅꯕꯒꯤꯗꯃꯛ ꯇꯦꯛꯁꯇꯒꯤ ꯁꯦꯒꯃꯦꯟꯇꯁꯤꯡ ꯑꯗꯨ ꯃꯈꯣꯏꯒꯤ ꯗꯤꯖꯤꯇꯦꯜ ꯑꯥꯔꯀꯤꯑꯣꯂꯣꯖꯤꯒ ꯆꯥꯡꯗꯝꯅꯗꯨꯅ ꯊꯕꯛ ꯇꯧꯏ꯫ ꯔꯤꯖꯜꯇꯁꯤꯡ ꯑꯦꯅꯥꯂꯥꯏꯖ ꯇꯧꯕ: ꯁꯣꯐꯋꯦꯌꯔ ꯑꯁꯤꯅ ꯃꯥꯟꯅꯕ ꯋꯥꯐꯝꯁꯤꯡ ꯈꯪꯂꯕ ꯃꯇꯨꯡꯗ, ꯃꯁꯤꯅ ꯑꯇꯣꯞꯄ ꯁꯣꯔꯁꯁꯤꯡꯒ ꯃꯥꯟꯅꯕ ꯇꯦꯛꯁꯀꯤ ꯑꯀꯛꯅꯕ ꯃꯐꯝꯁꯤꯡ ꯑꯗꯨ ꯐꯣꯡꯗꯣꯛꯀꯅꯤ꯫ ꯃꯍꯧꯁꯥꯅ ꯁꯣꯐꯇꯋꯥꯌꯔ ꯑꯁꯤꯅ ꯑꯇꯣꯞꯄ ꯁꯣꯔꯁꯁꯤꯡꯒ ꯃꯥꯟꯅꯕ ꯇꯦꯛꯁꯀꯤ ꯆꯥꯗ ꯑꯗꯨ ꯇꯥꯛꯄ ꯃꯥꯟꯅꯕ ꯔꯤꯄꯣꯔꯠ ꯑꯃ ꯁꯦꯝꯃꯤ, ꯃꯁꯤꯅ ꯄ꯭ꯂꯥꯖꯤꯌꯔꯤꯖꯝꯒꯤ ꯗꯤꯒ꯭ꯔꯤꯒꯤ ꯆꯥꯡ ꯑꯃ ꯄꯤ꯫ ꯁꯥꯏꯇꯦꯁꯟ ꯑꯃꯁꯨꯡ ꯔꯦꯐꯥꯔꯦꯟꯁꯁꯤꯡ ꯆꯦꯛ ꯇꯧꯕ: ꯁꯣꯔꯁꯁꯤꯡ ꯃꯑꯣꯡ ꯆꯨꯝꯅ ꯁꯥꯏꯇꯦꯁꯟ ꯇꯧꯗꯕ ꯅꯠꯇ꯭ꯔꯒ ꯇꯦꯛꯁ ꯑꯗꯨꯅ ꯑꯇꯣꯞꯄ ꯁꯣꯔꯁꯁꯤꯡꯗꯒꯤ ꯂꯥꯛꯄ ꯋꯥꯈꯜꯂꯣꯟꯁꯤꯡ ꯅꯠꯇ꯭ꯔꯒ ꯑꯥꯔꯒꯨꯃꯦꯟꯇꯁꯤꯡ ꯑꯗꯨ ꯃꯊꯧ ꯇꯥꯕ ꯀ꯭ꯔꯦꯗꯤꯠ ꯄꯤꯗꯅ ꯑꯃꯨꯛ ꯍꯟꯅ ꯁꯤꯖꯤꯟꯅꯔꯛꯄ ꯃꯇꯝꯗꯁꯨ ꯄ꯭ꯂꯥꯖꯤꯌꯔꯤꯖꯝ ꯊꯣꯛꯄ ꯌꯥꯏ꯫ ꯁꯣꯔꯁ ꯄꯨꯝꯅꯃꯛ ꯃꯑꯣꯡ ꯆꯨꯝꯅ ꯂꯧꯁꯤꯟꯕ ꯉꯝꯅꯕ ꯇꯦꯛꯁ ꯑꯗꯨꯗ ꯂꯩꯔꯤꯕ ꯁꯥꯏꯇꯦꯁꯟ ꯑꯃꯁꯨꯡ ꯔꯦꯐꯥꯔꯦꯟꯁꯁꯤꯡ ꯑꯗꯨ ꯆꯦꯛ ꯇꯧꯕ ꯍꯥꯏꯕꯁꯤ ꯌꯥꯝꯅ ꯃꯔꯨꯑꯣꯏ꯫ ꯃꯦꯅ꯭ꯌꯨꯑꯦꯜ ꯏꯟꯁꯄꯦꯛꯁꯟ: ꯀꯦꯁ ꯈꯔꯗꯗꯤ, ꯁꯣꯐꯇꯋꯥꯌꯔ ꯑꯁꯤꯅ ꯄ꯭ꯂꯥꯖꯤꯌꯔꯤꯖꯝꯒꯤ ꯏꯟꯁꯇꯦꯟꯁ ꯄꯨꯝꯅꯃꯛ ꯈꯪꯗꯣꯛꯄ ꯉꯝꯗꯕ ꯌꯥꯏ꯫ ꯃꯔꯨꯑꯣꯏꯅ ꯁꯣꯐꯇꯋꯥꯌꯔ ꯑꯗꯨꯅ ꯃꯥꯟꯅꯕ ꯅꯦꯝꯕꯥ ꯊꯥꯛ ꯑꯃ ꯇꯥꯛꯄ ꯀꯦꯁꯁꯤꯡꯗ ꯇꯦꯛꯁ ꯑꯗꯨ ꯃꯦꯅꯨꯑꯦꯜ ꯑꯣꯏꯅ ꯌꯦꯡꯁꯤꯟꯕ ꯍꯥꯏꯕꯁꯤ ꯌꯥꯝꯅ ꯃꯔꯨꯑꯣꯏ꯫ ꯇꯦꯛꯁꯠ ꯑꯗꯨꯒꯤ ꯃꯅꯨꯡꯗ ꯁ꯭ꯀꯤꯝ ꯇꯧꯕ ꯑꯃꯁꯨꯡ ꯃꯁꯤꯕꯨ ꯄꯣꯇꯦꯟꯁꯤꯑꯦꯜ ꯁꯣꯔꯁꯁꯤꯡꯒꯥ ꯆꯥꯡꯗꯝꯅꯕꯅ ꯁꯣꯐꯇꯋꯥꯌꯔ ꯑꯗꯨꯅ ꯁꯣꯛꯍꯜꯂꯕ ꯌꯥꯕ ꯄ꯭ꯂꯥꯖꯤꯌꯔꯤꯖꯝ ꯏꯟꯁ꯭ꯇꯦꯟꯁꯁꯤꯡ ꯈꯪꯗꯣꯛꯄꯗ ꯃꯇꯦꯡ ꯄꯥꯡꯒꯅꯤ꯫ ꯈꯪꯖꯤꯟꯒꯗꯕ ꯑꯃꯅ, ꯇꯦꯛꯁ ꯑꯃꯗ ꯄ꯭ꯂꯥꯖꯤꯌꯔꯤꯖꯝ ꯈꯪꯗꯣꯛꯄꯗ ꯄ꯭ꯂꯥꯖꯤꯌꯔꯤꯖꯝ ꯗꯤꯇꯦꯛꯇꯦꯁꯟ ꯁꯣꯐꯇꯋꯥꯌꯔ ꯑꯃꯁꯨꯡ ꯃꯦꯅꯨꯑꯦꯜ ꯏꯟꯁꯄꯦꯛꯁꯟ ꯁꯤꯖꯤꯟꯅꯕꯒꯤ ꯀꯝꯕꯤꯅꯦꯁꯟ ꯑꯃ ꯌꯥꯎꯏ, ꯃꯁꯤꯒ ꯂꯣꯏꯅꯅ ꯃꯥꯟꯅꯕ ꯔꯤꯄꯣꯔꯇꯀꯤ ꯑꯦꯅꯥꯂꯥꯏꯁꯤꯁ ꯑꯃ ꯑꯃꯁꯨꯡ ꯃꯑꯣꯡ ꯆꯨꯝꯅ ꯁꯥꯏꯇꯦꯁꯟ ꯑꯃꯁꯨꯡ ꯔꯦꯐꯥꯔꯦꯟꯁ ꯇꯧꯕ꯭ꯔꯥ ꯍꯥꯏꯕꯗꯨ ꯆꯦꯛ ꯇꯧꯕ ꯌꯥꯎꯏ꯫ ꯅꯨꯡꯇꯤꯒꯤ ꯄꯨꯟꯁꯤꯗ ꯔꯣꯕꯣꯠ ꯁꯤꯖꯤꯟꯅꯕꯒꯤ ꯀꯥꯟꯅꯕꯁꯤꯡꯒꯤ ꯃꯇꯥꯡꯗ ꯄꯦꯔꯥꯒ꯭ꯔꯥꯐ ꯑꯃ ꯏꯕꯤꯌꯨ꯫ ꯅꯨꯡꯇꯤꯒꯤ ꯄꯨꯟꯁꯤꯗ ꯔꯣꯕꯣꯠ ꯁꯤꯖꯤꯟꯅꯕ ꯍꯦꯟꯒꯠꯂꯛꯄꯅ ꯃꯤꯑꯣꯏ ꯑꯃꯃꯝꯗ ꯑꯃꯁꯨꯡ ꯈꯨꯟꯅꯥꯏ ꯑꯄꯨꯟꯕꯗ ꯀꯥꯟꯅꯕ ꯀꯌꯥ ꯑꯃ ꯄꯨꯔꯛꯂꯦ꯫ ꯃꯔꯨꯑꯣꯏꯕ ꯀꯥꯟꯅꯕꯁꯤꯡꯒꯤ ꯃꯅꯨꯡꯗ ꯑꯃꯗꯤ ꯔꯣꯕꯣꯠꯁꯤꯡꯅ ꯌꯥꯝꯅ ꯋꯥꯅ ꯑꯃꯁꯨꯡ ꯍꯟꯖꯤꯟ ꯍꯟꯖꯤꯟ ꯇꯧꯕ ꯊꯕꯛꯁꯤꯡꯗ ꯄꯤꯔꯤꯕ ꯃꯇꯦꯡ ꯑꯁꯤꯅꯤ, ꯃꯁꯤꯅ ꯍꯦꯟꯅ ꯀ꯭ꯔꯤꯌꯦꯇꯤꯕ ꯑꯣꯏꯕ ꯑꯃꯁꯨꯡ ꯃꯃꯜ ꯂꯩꯕ ꯊꯕꯛ ꯊꯧꯔꯝꯁꯤꯡꯒꯤꯗꯃꯛ ꯃꯇꯝ ꯑꯃꯁꯨꯡ ꯏꯅꯔꯖꯤ ꯐ꯭ꯔꯤ ꯑꯣꯏꯍꯜꯂꯤ꯫ ꯔꯣꯕꯣꯠꯁꯤꯡꯅ ꯃꯤꯑꯣꯏꯕꯅ ꯇꯧꯕ ꯌꯥꯕ ꯈꯨꯗꯣꯡꯊꯤꯅꯤꯡꯉꯥꯏ ꯑꯣꯏꯕ ꯅꯠꯇ꯭ꯔꯒ ꯑꯇꯣꯞꯄ ꯃꯑꯣꯡ ꯑꯃꯗ ꯌꯥꯝꯅ ꯂꯨꯕ ꯊꯕꯛꯁꯤꯡꯁꯨ ꯂꯧꯕ ꯌꯥꯏ, ꯃꯗꯨꯗꯤ ꯕꯣꯝꯕꯨ ꯊꯥꯗꯣꯛꯄ ꯅꯠꯇ꯭ꯔꯒꯥ ꯁ꯭ꯄꯦꯁ ꯊꯤꯕ ꯑꯁꯤꯅꯆꯤꯡꯕ꯫ ꯃꯁꯤꯒꯤ ꯃꯊꯛꯇ, ꯔꯣꯕꯣꯠꯁꯤꯡꯅ ꯃꯦꯅ꯭ꯌꯨꯐꯦꯛꯆꯔꯤꯡꯒꯨꯝꯕ ꯏꯟꯗꯁꯇ꯭ꯔꯤꯁꯤꯡꯗ ꯄꯣꯠꯊꯣꯛ ꯄꯨꯊꯣꯛꯄ ꯑꯃꯁꯨꯡ ꯏꯐꯤꯁꯤꯑꯦꯟꯁꯤ ꯍꯦꯟꯒꯠꯍꯟꯕꯗ ꯃꯇꯦꯡ ꯄꯥꯡꯕ ꯌꯥꯏ, ꯃꯃꯜ ꯍꯟꯊꯍꯟꯕꯥ ꯑꯃꯁꯨꯡ ꯄꯨꯊꯣꯛꯄꯒꯤ ꯈꯣꯡꯖꯦꯜ ꯍꯦꯟꯒꯠꯍꯟꯕ ꯌꯥꯏ꯫ ꯃꯁꯤꯒꯤ ꯃꯊꯛꯇ, ꯄꯔꯁꯣꯅꯦꯜ ꯍꯣꯝ ꯔꯣꯕꯣꯠꯁꯤꯡꯅ ꯑꯍꯜ ꯑꯣꯏꯔꯕ ꯅꯠꯇ꯭ꯔꯒ ꯗꯤꯁꯑꯦꯕꯜ ꯑꯣꯏꯔꯕ ꯃꯤꯑꯣꯏꯁꯤꯡꯗ ꯃꯔꯨꯞ-ꯃꯄꯥꯡ ꯑꯣꯏꯕ ꯑꯃꯁꯨꯡ ꯃꯇꯦꯡ ꯄꯥꯡꯕ ꯉꯝꯃꯤ, ꯃꯈꯣꯏꯒꯤ ꯄꯨꯟꯁꯤꯒꯤ ꯃꯒꯨꯟ ꯐꯒꯠꯍꯟꯕ ꯉꯝꯃꯤ꯫ ꯈꯪꯖꯤꯟꯒꯗꯕ ꯑꯃꯅ, ꯑꯩꯈꯣꯏꯒꯤ ꯄꯨꯟꯁꯤꯗ ꯔꯣꯕꯣꯠꯁꯤꯡ ꯌꯥꯎꯍꯟꯕꯅ ꯑꯩꯈꯣꯏꯒꯤ ꯅꯨꯡꯇꯤꯒꯤ ꯑꯣꯏꯕ ꯑꯦꯛꯁꯄꯔꯤꯌꯦꯟꯁꯁꯤꯡ ꯆꯥꯎꯅ ꯍꯦꯟꯒꯠꯍꯟꯕ ꯑꯃꯁꯨꯡ ꯈꯨꯟꯅꯥꯏꯒꯤ ꯑꯄꯨꯟꯕ ꯊꯕꯛ ꯊꯧꯔꯝꯁꯤꯡ ꯐꯒꯠꯍꯟꯕꯗ ꯃꯇꯦꯡ ꯄꯥꯡꯕꯒꯤ ꯄꯣꯇꯦꯟꯁꯤꯌꯦꯜ ꯂꯩ꯫